ꯍꯧꯖꯤꯛ ꯑꯣꯏꯔꯤꯕ ꯀꯣꯕꯤꯠ ꯅꯥꯏꯟꯇꯤꯟ ꯂꯥꯏꯆꯠ ꯑꯁꯤꯒꯤꯗꯃꯛ ꯄꯨꯋꯥꯔꯤꯒꯤ ꯑꯣꯏꯕꯥ ꯑꯦꯅꯥꯂꯣꯖꯤ ꯑꯃ ꯁꯦꯝꯃꯨ꯫ ꯍꯧꯖꯤꯛ ꯑꯣꯏꯔꯤꯕꯥ ꯀꯣꯕꯤꯠ ꯅꯥꯏꯟꯇꯤꯟ ꯂꯥꯏꯆꯠ ꯑꯁꯤꯒꯤ ꯄꯨꯋꯥꯔꯤ ꯑꯣꯏꯔꯕ ꯑꯦꯅꯥꯂꯣꯖꯤ ꯑꯃꯗꯤ ꯖꯄꯦꯅꯤꯁ ꯐ꯭ꯂꯨ ꯍꯥꯏꯅ ꯈꯪꯅꯕꯥ ꯅꯥꯏꯟꯇꯤꯟ ꯑꯦꯠꯇꯤꯟ ꯒꯤ ꯏꯟꯐ꯭ꯂꯨꯑꯦꯟꯁ ꯂꯥꯏꯆꯠ ꯑꯁꯤ ꯑꯣꯏꯕꯥ ꯌꯥꯏ꯫ ꯀꯣꯕꯤꯠ ꯅꯥꯏꯟꯇꯤꯟ ꯒꯨꯝꯅꯥ ꯖꯄꯦꯅꯤꯁ ꯐ꯭ꯂꯨ ꯑꯁꯤ ꯅꯣꯚꯦꯜ ꯚꯥꯏꯔꯁ ꯑꯃꯥꯅꯥ ꯊꯣꯛꯍꯟꯕꯥ ꯌꯥꯝꯅꯥ ꯂꯧꯅꯒꯟꯕꯥ ꯁꯣꯔ ꯍꯣꯟꯕꯒꯤ ꯑꯅꯥꯕꯥ ꯑꯃꯥ ꯑꯣꯏꯔꯝꯃꯤ꯫ ꯉꯁꯤꯒꯤ ꯂꯥꯏꯆꯠ ꯑꯁꯤꯒꯥ ꯃꯥꯟꯅꯅꯥ ꯀꯣꯔꯦꯟꯇꯥꯏꯟ ꯁꯣꯁꯤꯌꯦꯜ ꯗꯤꯁ꯭ꯇꯦꯟꯁꯤꯡ ꯑꯃꯁꯨꯡ ꯃꯥꯁꯛ ꯎꯞꯄꯒꯨꯝꯕꯥ ꯃꯤꯌꯥꯝꯒꯤ ꯍꯛꯁꯦꯜꯒꯤ ꯊꯧꯔꯥꯡꯁꯤꯡ ꯁꯤꯖꯤꯟꯅꯗꯨꯅꯥ ꯂꯥꯏꯅꯥ ꯑꯁꯤ ꯁꯟꯗꯣꯔꯛꯄꯥ ꯊꯤꯡꯅꯕꯥ ꯍꯣꯠꯅꯈꯤ꯫ ꯃꯁꯤꯒꯤ ꯃꯊꯛꯇꯥ ꯖꯄꯦꯅꯤꯁ ꯐ꯭ꯂꯨꯅꯥ ꯈꯨꯟꯅꯥꯏꯗꯥ ꯌꯥꯝꯅꯥ ꯆꯥꯎꯅꯥ ꯁꯥꯐꯨ ꯄꯤꯈꯤ ꯃꯁꯤꯅꯥ ꯁꯦꯟꯃꯤꯠꯂꯣꯟ ꯃꯍꯩ-ꯃꯁꯤꯡ ꯑꯃꯁꯨꯡ ꯅꯨꯡꯇꯤꯒꯤ ꯄꯨꯟꯁꯤꯗꯥ ꯑꯀꯥꯏꯕꯥ ꯄꯤꯈꯤ꯫ ꯅꯥꯏꯟꯇꯤꯟ ꯑꯦꯠꯇꯤꯟ ꯒꯤ ꯂꯥꯏꯆꯠ ꯑꯁꯤꯗꯒꯤ ꯇꯃꯈꯤꯕꯥ ꯂꯧꯁꯤꯡ ꯑꯁꯤꯅꯥ ꯍꯧꯖꯤꯛ ꯑꯣꯏꯔꯤꯕꯥ ꯀꯣꯕꯤꯠ ꯅꯥꯏꯟꯇꯤꯟ ꯂꯥꯏꯆꯠ ꯑꯁꯤꯒꯤ ꯃꯇꯥꯡꯗꯥ ꯑꯣꯊꯣꯔꯤꯇꯤꯁꯤꯡꯗꯥ ꯃꯇꯦꯡ ꯄꯥꯡꯕꯗ ꯇꯝꯕꯤꯕꯥ ꯌꯥꯕꯥ ꯑꯣꯏꯔꯤ ꯑꯃꯁꯨꯡ ꯊꯧꯗꯣꯛ ꯑꯅꯤ ꯑꯁꯤꯒꯤ ꯃꯔꯛꯇꯥ ꯂꯩꯔꯤꯕ ꯃꯥꯟꯅꯕ ꯑꯁꯤꯅꯥ ꯂꯧꯅꯒꯟꯕ ꯂꯩꯅꯥꯁꯤꯡꯅꯥ ꯃꯈꯥ ꯇꯥꯅꯥ ꯄꯤꯔꯤꯕꯥ ꯆꯩꯊꯦꯡ ꯑꯁꯤꯒꯤ ꯃꯇꯥꯡꯗꯥ ꯑꯀꯛꯅꯕꯥ ꯅꯤꯡꯁꯤꯡꯕꯥ ꯑꯃꯥ ꯑꯣꯏꯅ ꯊꯕꯛ ꯇꯧꯔꯤ꯫ ꯃꯥꯏꯄꯥꯛꯅꯥ ꯃꯥꯔꯀꯦꯇꯤꯡ ꯄ꯭ꯂꯥꯟ ꯑꯃꯒꯤ ꯈꯨꯗꯝ ꯑꯃ ꯊꯤꯕꯤꯌꯨ꯫ ꯃꯥꯏ ꯄꯥꯛꯂꯕꯥ ꯃꯥꯔꯀꯦꯇꯤꯡ ꯄ꯭ꯂꯥꯟ ꯑꯃꯥꯒꯤ ꯈꯨꯗꯝ ꯑꯃꯥꯗꯤ ꯇꯨꯊꯥꯎꯖꯟ ꯏꯂꯥꯕꯦꯟ ꯗꯥ ꯀꯣꯀꯥ ꯀꯣꯂꯥꯅ ꯍꯧꯗꯣꯛꯈꯤꯕ ꯁꯦꯕꯔ ꯑꯦ ꯀꯣꯛ ꯀꯦꯝꯄꯦꯟ ꯑꯁꯤꯅꯤ ꯀꯦꯝꯄꯦꯟ ꯑꯁꯤꯗ ꯀꯟꯖꯨꯃꯔꯁꯤꯡꯅ ꯂꯦꯕꯦꯜꯗ ꯃꯤꯡ ꯅꯠꯇ꯭ꯔꯥꯒ ꯄꯥꯎꯖꯦꯜ ꯑꯃ ꯍꯥꯞꯆꯤꯟꯗꯨꯅ ꯃꯈꯣꯏ ꯃꯁꯥꯒꯤ ꯀꯣꯛ ꯕꯣꯇꯜ ꯑꯃ ꯄꯔꯁꯣꯅꯦꯂꯥꯏꯖ ꯇꯧꯕ ꯉꯝꯈꯤ꯫ ꯃꯁꯤꯅ ꯀꯣꯀꯥ ꯀꯣꯂꯥꯒꯤ ꯌꯣꯟꯕꯒꯤ ꯆꯥꯡ ꯌꯥꯝꯅ ꯍꯦꯟꯒꯠꯍꯟꯈꯤ ꯃꯥꯂꯦꯝ ꯁꯤꯟꯕ ꯊꯨꯡꯅ ꯄꯔꯁꯣꯅꯦꯂꯥꯏꯖ ꯇꯧꯔꯕ ꯕꯣꯇꯜ ꯂꯥꯛ ꯀꯌꯥ ꯌꯣꯜꯂꯤ꯫ ꯀꯦꯝꯄꯦꯟ ꯑꯁꯤꯒꯤ ꯃꯥꯏ ꯄꯥꯛꯄ ꯑꯁꯤ ꯃꯥꯔꯀꯦꯇꯤꯡ ꯄ꯭ꯂꯥꯟꯒꯤ ꯃꯔꯨꯑꯣꯏꯕ ꯐꯦꯛꯇꯔ ꯀꯌꯥꯅ ꯃꯔꯝ ꯑꯣꯏꯗꯨꯅ ꯑꯣꯏꯕ ꯌꯥꯏ꯫ ꯑꯍꯥꯟꯕꯗ ꯀꯦꯝꯄꯦꯟ ꯑꯁꯤ ꯀꯟꯖꯨꯃꯔꯁꯤꯡꯒ ꯄꯔꯁꯣꯅꯦꯜꯒꯤ ꯊꯥꯛꯇ ꯁꯝꯅꯍꯟꯕꯒꯤ ꯋꯥꯈꯜꯂꯣꯟ ꯑꯗꯨꯒꯤ ꯃꯅꯨꯡꯗ ꯁꯦꯝꯈꯤꯕꯅꯤ꯫ ꯀꯟꯖꯨꯃꯔꯁꯤꯡꯅ ꯃꯈꯣꯏ ꯃꯁꯥꯒꯤ ꯕꯣꯇꯜ ꯄꯔꯁꯣꯅꯦꯂꯥꯏꯖ ꯇꯧꯕ ꯌꯥꯍꯟꯕꯅ ꯀꯣꯛꯅ ꯃꯁꯤꯒꯤ ꯑꯣꯗꯤꯑꯣꯁꯤꯡꯒ ꯏꯃꯣꯁꯅꯦꯜ ꯀꯅꯦꯛꯁꯟ ꯑꯃꯥ ꯁꯦꯝꯕꯥ ꯉꯝꯈꯤ ꯃꯁꯤꯅ ꯌꯣꯟꯕ ꯑꯁꯤꯒꯤ ꯃꯔꯨꯑꯣꯏꯕ ꯗ꯭ꯔꯥꯏꯕꯔ ꯑꯃꯅꯤ꯫ ꯑꯅꯤꯁꯨꯕꯗ ꯀꯦꯝꯄꯦꯟ ꯑꯁꯤ ꯁꯣꯁꯤꯑꯦꯜ ꯃꯦꯗꯤꯌ ꯑꯃꯁꯨꯡ ꯏꯟꯁꯇꯣꯔ ꯗꯤꯁꯄꯂꯦ ꯌꯥꯎꯅ ꯃꯁꯤꯡ ꯌꯥꯝꯂꯕ ꯄ꯭ꯂꯦꯠꯐꯣꯔꯝꯁꯤꯡꯗ ꯆꯠꯅꯍꯟꯈꯤ꯫ ꯃꯁꯤꯅ ꯀꯣꯛꯅ ꯃꯈꯣꯏꯒꯤ ꯇꯥꯔꯒꯦꯠ ꯑꯣꯗꯤꯁꯟꯗ ꯃꯑꯣꯡ ꯀꯌꯥꯗ ꯌꯧꯕ ꯉꯝꯍꯟꯈꯤ ꯃꯗꯨꯅ ꯃꯔꯝ ꯑꯣꯏꯔꯒ ꯃꯥꯏꯄꯥꯛꯄꯒꯤ ꯆꯥꯡ ꯍꯦꯟꯒꯠꯍꯟꯈꯤ꯫